ꯀꯣꯟꯇꯦꯟ ꯗꯦꯂꯤꯚꯔꯤ ꯅꯦꯠꯋꯥꯔꯛ ꯑꯃꯒꯤ ꯀꯥꯟꯅꯕꯁꯤꯡ ꯑꯍꯨꯝ ꯄꯟꯕꯤꯌꯨ꯫ ꯌꯥꯝꯅ ꯊꯨꯅ ꯂꯣꯗ ꯇꯧꯕꯒꯤ ꯃꯇꯝ - ꯀꯟꯇꯦꯟꯇ ꯗꯦꯂꯤꯚꯔꯤ ꯅꯦꯠꯋꯥꯔꯛ ꯑꯃ ꯁꯤꯖꯤꯟꯅꯕꯒꯤ ꯃꯔꯨꯑꯣꯏꯕ ꯀꯥꯟꯅꯕꯁꯤꯡꯒꯤ ꯃꯅꯨꯡꯗ ꯑꯃꯗꯤ ꯋꯦꯕ ꯄꯦꯖꯁꯤꯡ ꯑꯃꯁꯨꯡ ꯀꯟꯇꯦꯟꯇꯁꯤꯡꯒꯤ ꯂꯣꯗ ꯇꯧꯕꯒꯤ ꯃꯇꯝ ꯌꯥꯝꯅ ꯊꯨꯅꯥ ꯐꯪꯕꯅꯤ꯫ ꯑꯃꯒ ꯂꯣꯏꯅꯅꯥ, ꯀꯣꯟꯇꯦꯟ ꯑꯁꯤ ꯇꯣꯉꯥꯟ-ꯇꯣꯉꯥꯟꯕ ꯖꯤꯑꯣꯒ꯭ꯔꯥꯐꯤꯛ ꯂꯣꯀꯦꯁꯟꯁꯤꯡꯗ ꯂꯩꯕ ꯃꯁꯤꯡ ꯌꯥꯝꯂꯕ ꯁꯔꯚꯔꯁꯤꯡꯗ ꯌꯦꯟꯊꯣꯛꯏ, ꯃꯁꯤꯅ ꯌꯨꯖꯔꯁꯤꯡꯅ ꯃꯈꯣꯏꯒ ꯈ꯭ꯋꯤꯏꯗꯒꯤ ꯅꯛꯄ ꯁꯔꯚꯔ ꯑꯃꯗꯒꯤ ꯀꯟꯇꯦꯟꯇ ꯑꯦꯛꯁꯦꯁ ꯇꯧꯕ ꯌꯥꯍꯜꯂꯤ, ꯃꯗꯨꯅ ꯂꯦꯇꯦꯟꯁꯤ ꯍꯟꯊꯍꯜꯂꯤ ꯑꯃꯁꯨꯡ ꯄꯦꯖ ꯂꯣꯗ ꯇꯧꯕꯒꯤ ꯃꯇꯝ ꯐꯒꯠꯍꯜꯂꯤ꯫ ꯔꯤꯂꯤꯑꯦꯕꯤꯂꯤꯇꯤ ꯐꯒꯠꯍꯟꯕ- ꯀꯣꯟꯇꯦꯟ ꯗꯦꯂꯤꯚꯔꯤ ꯅꯦꯠꯋꯥꯔꯛ ꯅꯥ ꯃꯁꯤꯡ ꯌꯥꯝꯂꯕꯥ ꯁꯔꯚꯔꯁꯤꯡꯗ ꯀꯟꯇꯦꯟꯇ ꯌꯦꯟꯊꯣꯛꯇꯨꯅ ꯋꯦꯕꯁꯥꯏꯠ ꯑꯃꯒꯤ ꯔꯤꯂꯤꯑꯦꯕꯤꯂꯤꯇꯤꯁꯨ ꯍꯦꯟꯒꯠꯍꯟꯕꯥ ꯌꯥꯏ, ꯃꯔꯝꯗꯤ ꯃꯁꯤꯅ ꯁꯔꯚꯔ ꯑꯣꯚꯔꯂꯣꯗ ꯅꯠꯇꯔꯒ ꯐꯦꯏꯜ ꯇꯧꯕꯅ ꯃꯔꯝ ꯑꯣꯏꯗꯨꯅ ꯁꯥꯏꯠ ꯑꯗꯨ ꯁꯣꯛꯍꯟꯕꯒꯤ ꯑꯣꯏꯊꯣꯛꯄ ꯍꯟꯊꯍꯜꯂꯤ꯫ ꯃꯁꯤꯅ ꯇꯥꯛꯄꯗꯤ ꯀꯔꯤꯒꯨꯝꯕ ꯁꯔꯚꯔ ꯑꯃꯅ ꯏꯁꯨ ꯑꯃ ꯊꯦꯡꯅꯔꯕꯁꯨ, ꯀꯣꯟꯇꯦꯟ ꯑꯗꯨ ꯅꯦꯠꯋꯥꯔꯛ ꯑꯗꯨꯗ ꯂꯩꯔꯤꯕ ꯑꯇꯩ ꯁꯔꯚꯔꯁꯤꯡꯗꯒꯤꯁꯨ ꯐꯪꯒꯅꯤ꯫ ꯕꯦꯟꯗꯋꯤꯊꯀꯤ ꯃꯃꯜ ꯍꯟꯊꯍꯟꯕ - ꯑꯃ ꯁꯤꯖꯤꯟꯅꯕꯅꯥ ꯕꯦꯟꯗꯋꯤꯊꯀꯤ ꯃꯃꯜ ꯍꯟꯊꯍꯟꯕꯗ ꯃꯇꯦꯡ ꯄꯥꯡꯏ, ꯃꯔꯝꯗꯤ ꯃꯁꯤꯅ ꯑꯣꯔꯤꯖꯤꯟ ꯁꯔꯚꯔꯗꯒꯤ ꯁꯔꯚꯔꯁꯤꯡꯗ ꯇ꯭ꯔꯥꯐꯤꯛ ꯑꯣꯐꯂꯣꯗ ꯇꯧꯏ꯫ ꯃꯁꯤꯅ ꯃꯔꯨꯑꯣꯏꯅ ꯇ꯭ꯔꯥꯐꯤꯛ ꯌꯥꯝꯅ ꯂꯩꯕ ꯁꯥꯏꯇꯁꯤꯡꯒꯤ ꯑꯣꯏꯅꯗꯤ ꯃꯁꯛ ꯊꯣꯛꯄ ꯁꯦꯚꯤꯡꯁꯤꯡ ꯊꯣꯛꯍꯟꯕ ꯌꯥꯏ꯫ ꯃꯁꯤꯒꯤ ꯃꯊꯛꯇ, ꯀꯟꯇꯦꯟꯇ ꯗꯦꯂꯤꯚꯔꯤ ꯅꯦꯠꯋꯥꯔꯛ ꯁꯤꯡꯅ ꯑꯌꯥꯝꯕꯅ ꯇ꯭ꯔꯦꯗꯤꯁꯅꯦꯜ ꯋꯦꯕ ꯍꯣꯁ꯭ꯇꯁꯤꯡꯗꯒꯤ ꯍꯦꯟꯅ ꯐꯕꯥ ꯕꯦꯟꯗꯋꯤꯊ ꯄ꯭ꯔꯥꯏꯁꯤꯡ ꯂꯩ, ꯃꯁꯤꯅ ꯁꯥꯏꯠ ꯃꯄꯨꯁꯤꯡꯒꯤꯗꯃꯛꯇ ꯃꯃꯜ ꯍꯦꯟꯅ ꯍꯟꯊꯍꯜꯂꯤ꯫ ꯋꯥꯔꯛ ꯅꯠꯇꯔꯒ ꯂꯥꯏꯐ ꯕꯦꯂꯦꯟꯁꯇꯥ ꯇꯦꯛꯅꯣꯂꯣꯖꯤꯅ ꯄꯤꯕ ꯏꯐꯦꯛꯇ ꯑꯗꯨ ꯁꯟꯗꯣꯛꯅ ꯇꯥꯛꯄꯤꯌꯨ꯫ ꯍꯧꯈꯤꯕ‌ ꯆꯍꯤ ꯈꯔꯁꯤꯗ ꯇꯦꯛꯅꯣꯂꯣꯖꯤꯅꯥ ꯋꯥꯔꯛ‌ ꯅꯠꯇꯔꯒ ꯂꯥꯏꯐ ꯕꯦꯂꯦꯟꯁꯇꯥ ꯑꯆꯧꯕ ꯁꯥꯐꯨ ꯑꯃ ꯄꯤꯔꯤ꯫ ꯃꯥꯏꯀꯩ ꯑꯃꯔꯣꯝꯗ, ꯁ꯭ꯃꯥꯔꯇꯐꯣꯟ, ꯂꯦꯞꯇꯣꯞ, ꯑꯃꯁꯨꯡ ꯑꯇꯣꯞꯄ ꯄꯣꯔꯇꯦꯕꯜ ꯗꯤꯚꯥꯏꯁꯁꯤꯡ ꯁꯤꯖꯤꯟꯅꯗꯨꯅ ꯃꯤꯑꯣꯏ ꯑꯃꯅ ꯄꯣꯠꯊꯣꯛ ꯄꯨꯊꯣꯛꯄ ꯑꯃꯁꯨꯡ ꯃꯐꯝ ꯑꯃꯠꯇꯗꯒꯤ, ꯃꯇꯝ ꯑꯃꯠꯇꯗ ꯊꯕꯛ ꯄꯥꯡꯊꯣꯛꯄꯗ ꯂꯥꯏꯊꯣꯛꯍꯜꯂꯦ꯫ ꯃꯁꯤꯅ ꯍꯦꯟꯅ ꯐ꯭ꯂꯦꯛꯁꯤꯕꯜ ꯑꯣꯏꯕ ꯊꯕꯛꯀꯤ ꯑꯀꯣꯏꯕ ꯑꯃ ꯁꯦꯝꯒꯠꯂꯦ, ꯃꯤꯌꯥꯝꯅ ꯌꯨꯝꯗꯒꯤ ꯅꯠꯇꯔꯒ ꯆꯠꯊꯣꯛ-ꯆꯠꯁꯤꯟ ꯇꯧꯕ ꯃꯇꯝꯗ ꯊꯕꯛ ꯇꯧꯕ ꯉꯝꯍꯜꯂꯦ ꯑꯃꯁꯨꯡ ꯃꯈꯣꯏꯒꯤ ꯊꯕꯛ ꯑꯃꯁꯨꯡ ꯂ꯭ꯅꯥꯏꯒꯤ ꯑꯣꯏꯕ ꯊꯧꯗꯥꯡꯁꯤꯡ ꯍꯦꯟꯅ ꯕꯦꯂꯦꯟꯁ ꯇꯧꯕ ꯉꯝꯍꯜꯂꯦ꯫ ꯑꯃꯔꯣꯝꯗ ꯇꯦꯛꯅꯣꯂꯣꯖꯤꯅ ꯊꯕꯛ ꯑꯃꯁꯨꯡ ꯂ꯭ꯅꯥꯏꯒꯤ ꯄꯨꯟꯁꯤꯒꯤ ꯃꯔꯛꯇ ꯂꯩꯔꯤꯕ ꯂꯝꯕꯤꯁꯤꯡꯁꯨ ꯊꯨꯒꯥꯏꯔꯦ꯫ ꯏꯃꯦꯏꯜ ꯑꯃꯁꯨꯡ ꯑꯇꯩ ꯊꯕꯛꯀ‌ ꯃꯔꯤ ꯂꯩꯅꯕ ꯀꯝꯃ꯭ꯌꯨꯅꯤꯀꯦꯁꯟꯁꯤꯡ ꯂꯦꯞꯇꯅꯥ ꯐꯪꯕꯅ, ꯊꯕꯛꯇꯒꯤ ꯄꯣꯠꯊꯥꯕ ꯑꯃꯁꯨꯡ ꯊꯕꯛꯇꯒꯤ ꯄꯣꯠꯊꯥꯕꯗꯥ ꯑꯟꯄ꯭ꯂꯛ ꯇꯧꯕ ꯑꯃꯁꯨꯡ ꯗꯤꯁꯀꯥꯅꯦꯛꯇ ꯇꯧꯕꯗ ꯑꯋꯥꯕ ꯑꯣꯏꯔꯛꯄ ꯌꯥꯏ, ꯃꯗꯨꯅ ꯊꯕꯛꯀꯤ ꯃꯇꯝ ꯍꯦꯟꯅ ꯁꯥꯡꯗꯣꯛꯄ ꯑꯃꯁꯨꯡ ꯔꯤꯂꯦꯛꯁꯟ ꯑꯃꯁꯨꯡ ꯑꯇꯩ ꯂ꯭ꯅꯥꯏꯒꯤ ꯑꯣꯏꯕ ꯊꯕꯛ ꯊꯧꯔꯝꯁꯤꯡꯒꯤ ꯃꯇꯝ ꯍꯟꯊꯍꯟꯕ ꯉꯝꯃꯤ꯫ ꯏꯝꯄꯂꯣꯌꯤꯁꯤꯡꯅ ꯀꯨꯟꯃꯔꯤ ꯚꯥꯏ ꯇꯔꯦꯠ ꯂꯩꯕ ꯑꯃꯁꯨꯡ ꯔꯦꯁ꯭ꯄꯣꯟꯁꯤꯕꯜ ꯑꯣꯏꯕ ꯌꯥꯕꯒꯤ ꯑꯦꯛꯁꯄꯦꯛꯇꯦꯁꯟꯁꯨ ꯍꯦꯟꯒꯠꯂꯛꯂꯤ, ꯃꯁꯤꯅ ꯁ꯭ꯇꯔꯦꯁꯀꯤ ꯊꯥꯛ ꯍꯦꯟꯒꯠꯍꯟꯕ ꯌꯥꯏ ꯑꯃꯁꯨꯡ ꯃꯩ ꯆꯥꯛꯄ ꯊꯣꯛꯍꯜꯂꯛꯄ ꯌꯥꯏ꯫ ꯈꯪꯖꯤꯟꯒꯗꯕ ꯑꯃꯅ, ꯇꯦꯛꯅꯣꯂꯣꯖꯤꯅ ꯃꯤꯑꯣꯏꯕꯗ ꯐ꯭ꯂꯦꯛꯁꯤꯕꯜ ꯑꯣꯏꯅ ꯊꯕꯛ ꯇꯧꯕꯗ ꯂꯥꯏꯊꯣꯛꯍꯟꯕꯇꯥ ꯅꯠꯇꯅꯥ ꯍꯛꯆꯥꯡ ꯐꯕꯥ ꯊꯕꯛ ꯅꯠꯇꯔꯒ ꯄꯨꯟꯁꯤꯒꯤ ꯕꯦꯂꯦꯟꯁ ꯑꯃ ꯊꯝꯕꯗ ꯑꯅꯧꯕ ꯁꯤꯡꯅꯕ ꯀꯌꯥꯁꯨ ꯊꯣꯛꯍꯜꯂꯦ꯫ ꯃꯤꯑꯣꯏ ꯑꯃꯅ ꯃꯈꯣꯏꯒꯤ ꯄꯨꯟꯁꯤ ꯄꯨꯝꯕ ꯂꯧꯁꯤꯟꯕ ꯉꯝꯍꯟꯗꯅꯥ ꯇꯦꯛꯅꯣꯂꯣꯖꯤꯒꯤ ꯀꯥꯟꯅꯕ ꯐꯪꯅꯕꯒꯤꯗꯃꯛ ꯉꯝꯈꯩ ꯊꯝꯕ ꯑꯃꯁꯨꯡ ꯃꯈꯣꯏꯒꯤ ꯃꯇꯝ ꯑꯗꯨ ꯏꯐꯦꯛꯇꯤꯕ ꯑꯣꯏꯅ ꯃꯦꯅꯦꯖ ꯇꯧꯕ ꯑꯁꯤ ꯌꯥꯝꯅ ꯃꯔꯨꯑꯣꯏ꯫ ꯋꯥꯍꯩ ꯑꯁꯤ ꯀꯔꯤꯒꯤꯗꯃꯛꯇ ꯑꯔꯥꯟꯕ ꯑꯣꯏꯔꯤꯕꯅꯣ ꯍꯥꯏꯕꯗꯨ ꯁꯟꯗꯣꯛꯅ ꯇꯥꯛꯄꯤꯌꯨ꯫ ꯇꯦꯛꯅꯣꯂꯣꯖꯤ ꯄꯨꯝꯅꯃꯛꯅ ꯑꯩꯈꯣꯏꯒ ꯁꯝꯅꯗꯨꯅꯥ ꯂꯩꯕꯗ ꯃꯇꯦꯡ ꯄꯥꯡꯏ꯫ ꯋꯥꯍꯩ ꯑꯁꯤ ꯑꯔꯥꯟꯕ ꯑꯣꯏꯔꯤ ꯃꯔꯝꯗꯤ ꯇꯦꯛꯅꯣꯂꯣꯖꯤ ꯄꯨꯝꯅꯃꯛ ꯑꯁꯤ ꯃꯤꯁꯤꯡꯒ ꯁꯝꯅꯍꯟꯅꯕ ꯅꯠꯇꯔꯒ ꯄꯥꯎ ꯐꯥꯎꯅꯕꯒꯤ ꯄꯥꯝꯕꯩ ꯑꯃꯥ ꯄꯤꯅꯕꯥ ꯁꯦꯝꯈꯤꯕꯅꯤ꯫ ꯇꯦꯛꯅꯣꯂꯣꯖꯤ ꯈꯔꯅꯥ ꯑꯇꯣꯞꯄ ꯄꯥꯟꯗꯝꯁꯤꯡ ꯍꯥꯏꯕꯗꯤ ꯅꯨꯡꯉꯥꯏꯕ ꯐꯣꯡꯗꯣꯛꯄ, ꯍꯛꯁꯦꯜ ꯐꯒꯠꯍꯟꯕ ꯅꯠꯇꯔꯒ ꯏꯐꯤꯁꯤꯑꯦꯟꯁꯤ ꯍꯦꯟꯒꯠꯍꯟꯕ ꯑꯁꯤꯅꯆꯤꯡꯕ ꯃꯊꯧ ꯇꯧꯏ꯫ ꯈꯨꯗꯝ ꯑꯣꯏꯅ, ꯋꯥꯁꯤꯡ ꯃꯦꯁꯤꯟ ꯍꯥꯏꯕꯁꯤ ꯇꯦꯛꯅꯣꯂꯣꯖꯤꯒꯤ ꯁꯔꯨꯛ ꯑꯃꯅꯤ, ꯃꯁꯤꯅ ꯑꯩꯈꯣꯏꯒ ꯁꯝꯅꯍꯟꯕꯗꯥ ꯃꯇꯦꯡ ꯄꯥꯡꯗꯦ, ꯃꯗꯨꯒꯤ ꯃꯍꯨꯠꯇ ꯑꯩꯈꯣꯏꯒꯤ ꯄꯣꯠꯆꯩꯁꯤꯡ ꯁꯦꯡꯗꯣꯛꯄꯗ ꯃꯇꯦꯡ ꯄꯥꯡꯏ꯫ ꯀꯝꯃ꯭ꯌꯨꯅꯤꯀꯦꯁꯟꯒꯤꯗꯃꯛꯇ ꯗꯤꯖꯥꯏꯟ ꯇꯧꯔꯕꯥ ꯇꯦꯛꯅꯣꯂꯣꯖꯤ ꯈꯔꯗꯁꯨ, ꯁꯣꯁꯤꯑꯦꯜ ꯃꯤꯗꯤꯌꯥꯅꯥ ꯐꯦꯁ-ꯇꯨ-ꯐꯦꯁ ꯏꯟꯇꯔꯦꯛꯁꯟ ꯍꯟꯊꯍꯟꯕ ꯉꯝꯕꯥ, ꯗꯤꯁꯀꯥꯅꯦꯛꯁꯟ ꯊꯣꯛꯍꯟꯕ ꯌꯥꯕ ꯑꯄꯥꯝꯕ ꯐꯜꯁꯤꯡ ꯂꯩꯕ ꯌꯥꯏ꯫ ꯃꯔꯝ ꯑꯗꯨꯅ ꯇꯦꯛꯅꯣꯂꯣꯖꯤ ꯄꯨꯝꯅꯃꯛꯅ ꯑꯩꯈꯣꯏꯒ ꯁꯝꯅꯗꯨꯅ ꯂꯩꯕꯗ ꯃꯇꯦꯡ ꯄꯥꯡꯏ ꯍꯥꯏꯕꯁꯤ ꯑꯆꯨꯝꯕꯅꯤ꯫